ꯇꯥꯎꯊꯤꯡꯃꯥꯡ ꯑꯁꯤ ꯑꯔꯤꯕ ꯃꯅꯤꯄꯨꯔ ꯑꯂꯤꯞ ꯀꯪꯂꯩꯄꯥꯛꯀꯤ ꯅꯤꯡꯊꯧ ꯑꯃꯅꯤ꯫ ꯃꯍꯥꯛꯁꯤ ꯈꯨꯌꯣꯢ ꯇꯣꯝꯄꯣꯛꯀꯤ ꯃꯆꯥꯅꯨꯄꯥ ꯑꯃꯗꯤ ꯇꯨꯡꯂꯝꯆꯠꯀꯤ ꯅꯤꯡꯊꯧꯅꯤ꯫ ꯃꯍꯥꯛꯁꯤ ꯐꯤꯔꯥꯜ ꯑꯃꯒꯤ ꯃꯑꯣꯡꯗ ꯌꯥꯎꯕ ꯅꯤꯡꯊꯧ ꯃꯥꯄꯥꯟꯒꯤ ꯃꯅꯨꯡꯗ ꯑꯃꯅꯤ꯫ ꯆꯩꯊꯥꯔꯣꯜ ꯀꯨꯝꯕꯥꯕ ꯅꯤꯡꯊꯧꯔꯣꯜ ꯂꯝꯕꯨꯕ ꯑꯃꯗꯤ ꯆꯗꯥ ꯂꯥꯢꯍꯨꯢꯗ ꯅꯠꯇꯅ ꯇꯥꯎꯊꯤꯡꯃꯥꯡ ꯑꯃꯗꯤ ꯃꯍꯥꯛꯀꯤ ꯃꯌꯥꯝꯕ ꯌꯣꯢꯃꯣꯡꯕ ꯑꯅꯤ ꯑꯁꯤ ꯇꯣꯔꯩꯔꯣꯜ ꯂꯝꯕꯨꯕ ꯑꯃꯗꯤ ꯇꯨꯇꯦꯡꯂꯣꯟꯗꯁꯨ ꯑꯈꯟꯅꯅ ꯄꯜꯂꯤ꯫ ꯇꯥꯎꯍꯨꯢꯔꯦꯡ ꯍꯥꯏꯕꯁꯤ ꯊꯋꯥꯟꯃꯤꯆꯥꯛ ꯃꯃꯤꯡ ꯑꯃꯅꯤ꯫ ꯃꯇꯦꯡ ꯂꯧꯔꯛꯐꯝ ꯇꯥꯎꯔꯣꯢꯅꯥꯢ ꯅꯠꯇ꯭ꯔꯒ ꯇꯥꯎꯂꯣꯢꯅꯥꯢ ꯑꯁꯤ ꯂꯤꯟ ꯒꯤ ꯁꯛꯂꯣꯟ ꯄꯨꯕ ꯗ꯭ꯔꯦꯒꯟ ꯅꯤ꯫ ꯃꯁꯤ ꯅꯣꯡꯊꯛꯀꯤ ꯏꯔꯦꯟꯄꯨꯡꯗ ꯇꯥꯎꯗꯨꯅ ꯂꯩ꯫ ꯃꯍꯥꯛꯅ ꯅꯣꯡꯊꯛꯇꯀꯤ ꯅꯣꯡꯂꯨꯝ ꯅꯣꯡꯊꯛꯀꯤ ꯃꯔꯨꯝ ꯃꯥꯂꯦꯝꯗ ꯄꯨꯊꯔꯛꯈꯤ ꯍꯥꯢꯅꯁꯨ ꯂꯧꯅꯩ꯫ ꯇꯥꯏꯄꯪꯃꯄꯨꯀꯤ ꯃꯥꯂꯪꯋꯥꯏ ꯍꯥꯏꯕꯁꯤ ꯃꯤꯇꯩ ꯏꯄꯤ ꯏꯌꯦꯛ ꯂꯥꯏꯌꯦꯛ ꯇꯔꯥꯅꯤꯄꯥꯟꯒꯤ ꯃꯅꯨꯡꯗ ꯇꯔꯥꯅꯤꯊꯣꯏꯁꯨꯕ ꯏꯅꯨꯡ ꯏꯌꯦꯛꯅꯤ꯫ ꯍꯧꯔꯛꯐꯝ ꯑꯃꯗꯤ ꯁꯝꯂꯞꯄ ꯋꯥ ꯎꯂꯣꯟ ꯏꯌꯦꯛ ꯑꯁꯤ ꯃꯤꯁꯦꯝꯂꯣꯟꯗ ꯃꯤꯑꯣꯏꯕꯒꯤ ꯊꯥꯃꯣꯏ ꯑꯁꯤꯕꯨ ꯂꯥꯏꯌꯦꯛ ꯑꯣꯏꯅ ꯃꯍꯨꯠ ꯁꯤꯟꯗꯨꯅ ꯇꯥꯛꯂꯤꯕ ꯏꯌꯦꯛꯅꯤ꯫ ꯂꯥꯏꯌꯦꯛ ꯑꯁꯤ ꯃꯤꯑꯣꯏꯕ ꯑꯩꯅ ꯀꯅꯥꯒꯨꯃꯕ ꯃꯤꯑꯣꯏ ꯑꯃꯒ ꯃꯥꯏ ꯑꯣꯟꯁꯤꯟꯗꯨꯅ ꯂꯦꯞꯄꯗ ꯃꯤꯑꯣꯏ ꯑꯗꯨꯕꯨ ꯎꯕꯒꯤ ꯁꯛꯇꯝꯅꯤ꯫ ꯏꯌꯦꯛ ꯑꯁꯤ ꯋꯥꯀꯣꯛꯂꯣꯟ ꯍꯤꯂꯦꯜ ꯊꯤꯂꯦꯜ ꯁꯂꯥꯏ ꯑꯃꯥꯏꯂꯣꯟ ꯄꯨꯀꯣꯛ ꯄꯨꯌꯥꯗ ꯃꯌꯦꯛ ꯁꯦꯡꯅ ꯏꯕꯤꯔꯝꯃꯤ꯫ ꯑꯍꯜ ꯏꯕꯨꯡꯉꯣ ꯋꯥꯡꯈꯦꯝꯆꯥ ꯆꯤꯡꯇꯝꯂꯦꯟꯅ ꯏꯍꯥꯟ ꯍꯥꯟꯕ ꯑꯣꯏꯅ ꯏꯌꯦꯛ ꯑꯁꯤꯕꯨ ꯀꯪꯂꯩ ꯃꯤꯌꯥꯝꯗ ꯁꯟꯗꯣꯛꯅ ꯇꯥꯛꯄꯤꯔꯝꯃꯤ꯫ ꯋꯥꯡꯎꯂꯣꯟ ꯋ ꯏꯄꯤ ꯏꯌꯦꯛ ꯂꯥꯏꯌꯦꯛ ꯑꯁꯤꯒꯤ ꯅꯥꯀꯟꯒꯤ ꯆꯤꯡꯊꯔꯛꯂꯤꯕ ꯑꯀꯣꯟꯕ ꯂꯩꯏ ꯑꯁꯤꯅ ꯊꯧꯄꯥꯛ ꯊꯕꯥꯛꯀꯤ ꯁꯔꯨ ꯄꯣꯂꯥꯡꯅꯤ ꯑꯗꯨꯒ ꯑꯣꯏꯊꯪꯕ ꯑꯀꯣꯟꯕ ꯂꯩꯏ ꯑꯁꯤꯒꯤ ꯃꯇꯣꯟꯗ ꯊꯦꯛꯆꯤꯟꯂꯤꯕ ꯑꯁꯤꯅ ꯊꯃꯣꯏꯕꯨ ꯇꯥꯛꯂꯤ꯫